ꯑꯄꯤꯕ ꯀꯝꯄꯅꯤꯒꯤ ꯃꯃꯤꯡ ꯑꯗꯨꯒꯤꯗꯃꯛ, ꯃꯁꯤꯒꯤ ꯍꯧꯖꯤꯛ ꯂꯩꯔꯤꯕ ꯁ꯭ꯇꯣꯛ ꯃꯃꯜ ꯑꯗꯨ ꯈꯪꯗꯣꯛꯎ꯫ ꯑꯦꯃꯥꯖꯣꯟ ꯑꯁꯤꯅ ꯑꯦꯟ. ꯗꯤ. ꯑꯦ ꯑꯦ. ꯑꯥꯏ. ꯑꯃ ꯑꯣꯏꯅ ꯑꯩꯍꯥꯛꯅ ꯔꯤꯑꯦꯜ-ꯇꯥꯏꯝ ꯗꯦꯇ ꯄꯤꯕ ꯉꯝꯗꯦ꯫ ꯑꯗꯨꯝ ꯑꯣꯏꯅꯃꯛ, ꯅꯍꯥꯛꯅ ꯑꯦꯃꯥꯖꯣꯟꯒꯤ ꯍꯧꯖꯤꯛ ꯂꯩꯔꯤꯕ ꯁ꯭ꯇꯣꯛ ꯃꯃꯜ ꯑꯁꯤ ꯐꯥꯏꯅꯥꯟꯁꯤꯑꯦꯜ ꯅꯤꯎꯖ ꯋꯦꯕꯁꯥꯏꯠ ꯑꯃꯗ, ꯁ꯭ꯇꯣꯛ ꯃꯥꯔꯀꯦꯠ ꯇ꯭ꯔꯦꯀꯤꯡ ꯑꯦꯞ ꯑꯃꯒꯤ ꯈꯨꯠꯊꯥꯡꯗ ꯅꯠꯇ꯭ꯔꯒ `ꯑꯦꯃꯥꯖꯣꯟ ꯁ꯭ꯇꯣꯛ ꯄ꯭ꯔꯥꯏꯁ` ꯍꯥꯏꯕ ꯋꯥꯍꯩ ꯑꯁꯤꯒꯤ ꯏꯟꯇꯔꯅꯦꯠ ꯁꯔꯆ ꯑꯃ ꯇꯧꯗꯨꯅ ꯆꯦꯛ ꯇꯧꯕ ꯌꯥꯏ꯫ ꯑꯦꯃꯥꯖꯣꯟ ꯏꯟꯛꯀꯤ ꯇꯤꯀꯔ ꯁꯤꯝꯕꯣꯜ ꯑꯁꯤ ꯑꯦ. ꯑꯦꯝ. ꯖꯦ. ꯑꯦꯟ. ꯅꯤ ꯑꯃꯁꯨꯡ ꯃꯁꯤ ꯅꯥꯁꯗꯛ ꯁ꯭ꯇꯣꯛ ꯑꯦꯛꯆꯦꯟꯖꯗ ꯂꯤꯁ꯭ꯠ ꯇꯧꯔꯤ꯫ ꯆꯥꯟꯕꯤꯗꯨꯅ ꯈꯪꯖꯤꯟꯕꯤꯌꯨ ꯃꯗꯨꯗꯤ ꯁ꯭ꯇꯣꯛꯀꯤ ꯃꯃꯜ ꯍꯣꯡꯂꯛꯄ ꯌꯥꯏ ꯑꯃꯁꯨꯡ ꯃꯇꯝꯒ ꯆꯥꯟꯅꯕ ꯏꯟꯐꯣꯔꯃꯦꯁꯟꯒꯤꯗꯃꯛꯇ ꯔꯤꯑꯦꯜ-ꯇꯥꯏꯝ ꯁꯣꯔꯁ ꯑꯃ ꯔꯤꯐꯔ ꯇꯧꯕ ꯑꯁꯤ ꯌꯥꯝꯅ ꯃꯔꯨꯑꯣꯏ꯫ ꯁꯤꯔꯤꯖ ꯑꯁꯤꯗ ꯂꯩꯔꯤꯕ ꯄꯦꯇꯔꯟ ꯑꯁꯤꯗꯤ ꯃꯁꯤꯡ ꯈꯨꯗꯤꯡꯃꯛ ꯃꯃꯥꯡꯒꯤ ꯃꯁꯤꯡꯒꯤ ꯁꯔꯨꯛ ꯑꯍꯨꯝ ꯊꯣꯛꯄꯒꯤ ꯑꯃꯅꯤ꯫ ꯂꯥꯏꯐꯁ꯭ꯇꯥꯏꯜ ꯕ꯭ꯔꯥꯟꯗ ꯑꯃ ꯁꯦꯝꯕꯒꯤ ꯀꯥꯟꯅꯕꯁꯤꯡ ꯑꯗꯨ ꯐꯣꯡꯗꯣꯛꯄꯤꯌꯨ꯫ ꯂꯥꯏꯐꯁ꯭ꯇꯥꯏꯜ ꯕ꯭ꯔꯥꯟꯗ ꯑꯃ ꯁꯦꯝꯕꯗ ꯀꯥꯟꯅꯕ ꯀꯌꯥ ꯑꯃ ꯂꯩ꯫ ꯃꯈꯥꯗ ꯈꯔ ꯄꯤꯔꯤ: ꯀꯁꯇꯃꯔꯁꯤꯡꯒ ꯍꯦꯟꯅ ꯅꯤꯡꯊꯤꯅ ꯃꯔꯤ ꯊꯝꯕ: ꯂꯥꯏꯐꯁ꯭ꯇꯥꯏꯜ ꯕ꯭ꯔꯥꯟꯗ ꯑꯃ ꯑꯁꯤ ꯃꯁꯤꯒꯤ ꯇꯥꯔꯒꯦꯠ ꯑꯣꯗꯤꯁꯟꯒꯤ ꯏꯟꯇꯔꯦꯁꯁꯤꯡ, ꯑꯦꯁꯄꯤꯔꯦꯁꯟꯁꯤꯡ ꯑꯃꯁꯨꯡ ꯚꯦꯜꯌꯨꯁꯤꯡꯒꯤ ꯃꯅꯨꯡꯗ ꯁꯦꯝꯒꯠꯂꯤ꯫ ꯁꯨꯞꯅꯒꯤ ꯄꯣꯠꯊꯣꯛꯁꯤꯡ ꯑꯃꯁꯨꯡ ꯁꯔꯕꯤꯁꯁꯤꯡ ꯌꯣꯟꯕ ꯈꯛꯇꯗꯒꯤ ꯍꯦꯟꯅ ꯆꯠꯇꯨꯅ, ꯂꯥꯏꯐꯁ꯭ꯇꯥꯏꯜ ꯕ꯭ꯔꯥꯟꯗꯁꯤꯡꯅ ꯃꯈꯣꯏꯒꯤ ꯀꯁꯇꯃꯔꯁꯤꯡꯕꯨ ꯏꯊꯤꯜ ꯄꯤꯅꯕ ꯑꯃꯁꯨꯡ ꯄꯨꯛꯅꯤꯡ ꯊꯧꯒꯠꯅꯕ ꯍꯣꯠꯅꯔꯤ, ꯃꯁꯤꯅ ꯀꯁꯇꯃꯔꯁꯤꯡꯒꯤ ꯂꯣꯏꯅꯕꯤ ꯁꯦꯝꯒꯠꯄ ꯉꯝꯕ ꯍꯦꯟꯅ ꯂꯨꯔꯕ ꯏꯃꯣꯁꯅꯦꯜ ꯀꯅꯦꯛꯁꯟ ꯑꯃ ꯌꯣꯛꯈꯠꯂꯤ꯫ ꯕ꯭ꯔꯥꯟꯗ ꯗꯤꯐꯦꯔꯦꯟꯁꯤꯌꯦꯁꯟ: ꯂꯥꯏꯐꯁ꯭ꯇꯥꯏꯜ ꯕ꯭ꯔꯥꯟꯗ ꯑꯃꯅ ꯑꯈꯟꯅꯕ ꯑꯦꯛꯁꯄꯔꯤꯌꯦꯟꯁ ꯑꯃ ꯄꯤꯗꯨꯅ ꯑꯃꯁꯨꯡ ꯃꯁꯤꯒꯤ ꯚꯦꯜꯌꯨꯁꯤꯡꯒꯤ ꯑꯀꯣꯏꯕꯗ ꯀꯝꯃ꯭ꯌꯨꯅꯤꯇꯤ ꯑꯃ ꯁꯦꯝꯒꯠꯇꯨꯅ ꯃꯁꯥꯒꯤ ꯀꯝꯄꯤꯇꯤꯇꯔꯁꯤꯡꯗꯒꯤ ꯈꯦꯠꯅꯍꯟꯕꯗ ꯃꯇꯦꯡ ꯄꯥꯡꯏ꯫ ꯃꯁꯤꯅ ꯕ꯭ꯔꯥꯟꯗ ꯑꯁꯤꯕꯨ ꯍꯦꯟꯅ ꯅꯤꯡꯁꯤꯡꯅꯤꯡꯉꯥꯏ ꯑꯣꯏꯍꯟꯕꯇ ꯅꯠꯇꯅ ꯃꯁꯤꯒꯤ ꯀꯁ꯭ꯇꯃꯔꯁꯤꯡꯒꯤ ꯃꯔꯛꯇ ꯃꯁꯥꯒꯤ ꯑꯣꯏꯖꯕ ꯊꯤꯕꯒꯤ ꯋꯥꯈꯜꯂꯣꯟ ꯑꯃ ꯁꯦꯝꯒꯠꯂꯤ꯫ ꯁꯦꯜꯁ ꯄꯣꯇꯦꯟꯁꯤꯌꯦꯜ ꯍꯦꯟꯒꯠꯂꯛꯄ: ꯃꯈꯣꯏꯒꯤ ꯀꯁꯇꯃꯔꯁꯤꯡꯒꯤ ꯚꯦꯜꯌꯨ ꯑꯃꯁꯨꯡ ꯑꯦꯁꯄꯤꯔꯦꯁꯟꯁꯤꯡꯒ ꯂꯣꯏꯅꯅ ꯆꯠꯃꯤꯟꯅꯗꯨꯅ ꯂꯥꯏꯐꯁ꯭ꯇꯥꯏꯜ ꯕ꯭ꯔꯥꯟꯗꯁꯤꯡꯅ ꯄꯣꯠꯊꯣꯛ ꯑꯃꯁꯨꯡ ꯁꯔꯕꯤꯁꯁꯤꯡꯒꯤ ꯄꯥꯛ ꯆꯥꯎꯔꯕ ꯔꯦꯟꯖ ꯑꯃ ꯄꯤꯕ ꯉꯝꯒꯅꯤ, ꯃꯁꯤꯅ ꯑꯍꯦꯟꯕ ꯔꯦꯚꯤꯅ꯭ꯌꯨ ꯁꯇ꯭ꯔꯤꯝꯁꯤꯡ ꯍꯥꯡꯗꯣꯛꯂꯤ꯫ ꯀꯁꯇꯃꯔꯁꯤꯡꯅ ꯃꯈꯣꯏꯅ ꯃꯔꯤ ꯂꯩꯅꯕ ꯑꯃꯁꯨꯡ ꯃꯈꯣꯏꯒꯤ ꯄꯔꯁꯣꯅꯦꯜ ꯑꯥꯏꯗꯦꯟꯇꯤꯇꯤꯒ ꯃꯥꯟꯅꯕ ꯕ꯭ꯔꯥꯟꯗ ꯑꯃꯗ ꯍꯦꯟꯅ ꯆꯥꯗꯤꯡ ꯇꯧꯕ ꯌꯥꯕꯁꯨ ꯌꯥꯏ꯫ ꯁꯣꯁꯤꯑꯦꯜ ꯃꯤꯗꯤꯌꯥ ꯑꯦꯝꯄ꯭ꯂꯤꯐꯤꯀꯦꯁꯟ: ꯂꯥꯏꯐꯁ꯭ꯇꯥꯏꯜ ꯕ꯭ꯔꯥꯟꯗꯁꯤꯡꯅ ꯑꯌꯥꯝꯕꯅ ꯑꯦꯛꯇꯤꯕ ꯑꯃꯁꯨꯡ ꯑꯦꯡꯒꯦꯖ ꯇꯧꯔꯕ ꯁꯣꯁꯤꯑꯦꯜ ꯃꯤꯗꯤꯌꯥ ꯄ꯭ꯔꯦꯖꯦꯟꯁ ꯑꯃ ꯂꯩ, ꯃꯁꯤꯅ ꯃꯈꯣꯏꯕꯨ ꯄꯥꯛ ꯆꯥꯎꯔꯕ ꯑꯣꯗꯤꯑꯣꯗ ꯌꯧꯍꯟꯕ ꯑꯃꯁꯨꯡ ꯃꯈꯣꯏꯒꯤ ꯕ꯭ꯔꯥꯟꯗ ꯚꯦꯜꯌꯨꯁꯤꯡ ꯄ꯭ꯔꯃꯣꯠ ꯇꯧꯕ ꯉꯝꯍꯜꯂꯤ꯫ ꯁꯣꯁꯤꯑꯦꯜ ꯃꯤꯗꯤꯌꯥ ꯁꯤꯖꯤꯟꯅꯔꯤꯕꯁꯤꯡꯅ ꯑꯌꯥꯝꯕꯅ ꯃꯈꯣꯏꯒꯤ ꯄꯔꯁꯣꯅꯦꯜ ꯚꯦꯜꯌꯨꯁꯤꯡ ꯑꯃꯁꯨꯡ ꯑꯥꯏꯗꯦꯟꯇꯤꯇꯤꯒꯤ ꯃꯍꯨꯠ ꯁꯤꯜꯂꯤ ꯍꯥꯏꯅ ꯈꯜꯂꯤꯕ ꯂꯥꯏꯐꯁ꯭ꯇꯥꯏꯜ ꯕ꯭ꯔꯥꯟꯗꯁꯤꯡꯗꯒꯤ ꯀꯟꯇꯦꯟꯠ ꯍꯦꯟꯅ ꯁꯦꯌꯔ ꯇꯧꯏ꯫ ꯂꯣꯡ-ꯇꯔꯝ ꯒ꯭ꯔꯣꯊ: ꯃꯈꯣꯏꯒꯤ ꯕ꯭ꯔꯥꯟꯗꯒꯤ ꯑꯀꯣꯏꯕꯗ ꯊꯥꯖꯕ ꯌꯥꯕ ꯑꯃꯁꯨꯡ ꯀꯠꯊꯣꯛꯄ ꯀꯝꯃ꯭ꯌꯨꯅꯤꯇꯤ ꯑꯃ ꯁꯦꯝꯒꯠꯇꯨꯅ ꯂꯥꯏꯐꯁ꯭ꯇꯥꯏꯜ ꯕ꯭ꯔꯥꯟꯗꯁꯤꯡꯅ ꯃꯇꯝ ꯁꯥꯡꯅ ꯒ꯭ꯔꯣꯊ ꯑꯃꯁꯨꯡ ꯃꯥꯏꯄꯥꯛꯄ ꯐꯪꯕꯒꯤ ꯄꯣꯇꯦꯟꯁꯤꯌꯦꯜ ꯂꯩ꯫ ꯃꯈꯣꯏꯒꯤ ꯀꯁꯇꯃꯔꯁꯤꯡꯒꯤ ꯚꯦꯜꯌꯨ ꯑꯃꯁꯨꯡ ꯑꯦꯁꯄꯤꯔꯦꯁꯟꯁꯤꯡꯒꯤ ꯍꯦꯟꯒꯠꯂꯛꯄꯒ ꯂꯣꯏꯅꯅ ꯕ꯭ꯔꯥꯟꯗ ꯑꯁꯤꯁꯨ ꯍꯦꯟꯒꯠꯂꯛꯄ ꯌꯥꯏ, ꯃꯁꯤꯅ ꯃꯔꯤ ꯂꯩꯅꯕ ꯑꯣꯏꯅꯕ ꯂꯩꯕ ꯑꯃꯁꯨꯡ ꯃꯇꯝꯒꯤ ꯃꯇꯨꯡ ꯏꯟꯅ ꯃꯈꯥ ꯇꯥꯅ ꯍꯦꯟꯒꯠꯂꯛꯄ ꯌꯥꯍꯜꯂꯤ꯫